ꯑꯜꯒꯣꯔꯤꯊꯝꯁꯤꯡꯒꯤ ꯃꯇꯥꯡꯗꯥ ꯔꯦꯞ ꯕꯔꯁ ꯑꯃꯥ ꯁꯦꯝꯃꯨ꯫ ꯑꯜꯒꯣꯔꯤꯊꯝꯒꯤ ꯃꯇꯥꯡꯗꯥ ꯋꯥꯔꯤ ꯁꯥꯁꯤ, ꯄꯦꯟꯁꯤꯜ ꯅꯠꯇ꯭ꯔꯒꯥ ꯄꯦꯟ ꯅꯠꯇ꯭ꯔꯒꯥ ꯄ꯭ꯔꯤꯖꯝꯒꯤ ꯃꯊꯧ ꯇꯥꯗꯦ ꯁꯨꯞꯅꯇꯒꯤ ꯌꯥꯝꯅꯥ ꯐꯖꯅꯥ ꯁꯦꯝ ꯁꯥꯕꯥ ꯅꯤꯌꯝꯒꯤ ꯁꯦꯠ ꯑꯃꯥ, ꯃꯦꯊꯃꯦꯊꯤꯀꯦꯜ ꯇꯨꯜꯁꯤꯡꯒꯨꯝꯕꯥ ꯁꯃꯁ꯭ꯌꯥꯁꯤꯡ ꯀꯣꯛꯍꯟꯅꯕꯥ ꯁꯤꯖꯤꯟꯅꯩ꯫ ꯗꯦꯇꯥ ꯏꯟꯄꯨꯠ ꯇꯧ, ꯅꯍꯥꯛꯅꯥ ꯃꯊꯧ ꯇꯥꯕꯥ ꯑꯥꯎꯠꯄꯨꯠ ꯑꯗꯨ ꯐꯪꯎ, ꯈꯣꯡꯖꯦꯜꯒꯥ ꯂꯣꯢꯅꯅꯥ ꯁꯣꯜꯕ ꯇꯧꯕꯥ ꯏꯛꯌꯨꯏꯌꯔ ꯑꯃꯥ ꯁꯦꯝꯃꯨ, ꯁꯣꯔꯠ ꯇꯧꯕꯥ ꯊꯤꯕꯥ ꯅꯠꯇ꯭ꯔꯒꯥ ꯂꯝꯕꯤ ꯑꯃꯥ ꯊꯤꯕꯥ ꯑꯣꯏꯔꯕꯁꯨ, ꯑꯜꯒꯣꯔꯤꯊꯝꯁꯤꯡ ꯃꯐꯝ ꯑꯁꯤꯗꯥ ꯂꯩꯔꯤ ꯅꯨꯃꯤꯠ ꯑꯗꯨ ꯁꯦꯚ ꯇꯧꯔꯤ꯫ ꯐ꯭ꯂꯣꯆꯥꯔꯠ, ꯄ꯭ꯁꯨꯗꯣꯀꯣꯗ ꯅꯠꯇ꯭ꯔꯒꯥ ꯁꯨꯞꯅꯒꯤ ꯑꯔꯤꯕꯥ ꯀꯣꯗ ꯈꯛꯇꯃꯛ ꯄꯤꯕꯥ ꯌꯥꯕꯥ ꯂꯤꯃꯤꯠ ꯂꯩꯇꯦ ꯒꯨꯒꯜ ꯁꯥꯔꯆ ꯑꯃꯗꯥ ꯔꯤꯖꯜꯇꯁꯤꯡ ꯔꯦꯡꯀꯤꯡ ꯇꯧꯕꯗꯒꯤ ꯍꯧꯔꯒꯥ ꯐꯣꯔꯦꯟꯁꯤꯛ ꯔꯤꯁꯔꯆꯇꯥ ꯗꯤ. ꯑꯦꯟ. ꯑꯦ. ꯇꯦꯛꯅꯣꯂꯣꯖꯤꯒꯤ ꯃꯀꯣꯛ ꯑꯜꯒꯣꯔꯤꯊꯝꯁꯤꯡꯅꯥ ꯗꯤꯛꯇꯦꯠ ꯇꯧꯏ, ꯀꯝꯄ꯭ꯌꯨꯇꯔ ꯑꯃꯁꯨꯡ ꯁꯣꯐꯋꯦꯌꯔꯕꯨ ꯑꯍꯥꯟꯕꯥ ꯔꯦꯠ ꯑꯣꯏꯍꯟꯕꯥ꯫ ꯑꯗꯨꯅꯥ ꯃꯊꯪꯒꯤ ꯊꯥꯗꯥ ꯅꯍꯥꯛꯅꯥ ꯁꯤꯔꯤ ꯅꯠꯇ꯭ꯔꯒꯥ ꯑꯦꯅꯂꯥ ꯑꯦꯂꯦꯛꯁꯥꯗꯥ ꯊꯤꯅꯕꯥ ꯍꯥꯢꯔꯀꯄꯥ ꯃꯇꯝꯗꯥ ꯃꯇꯨꯡꯗꯥ ꯊꯕꯛ ꯇꯧꯔꯤꯕꯥ ꯑꯜꯒꯣꯔꯤꯊꯝꯁꯤꯡ ꯑꯗꯨ ꯅꯤꯡꯁꯤꯡꯕꯤꯌꯨ꯫ ꯄꯤꯔꯤꯕꯥ ꯋꯥꯍꯩ ꯑꯗꯨ ꯑꯦꯅꯥꯂꯥꯏꯖ ꯇꯧꯔꯒꯥ ꯃꯗꯨꯗꯥ ꯁꯤꯃꯤꯁ ꯅꯠꯇ꯭ꯔꯒꯥ ꯃꯦꯇꯥꯐꯣꯔ ꯑꯃꯥ ꯂꯩꯕ꯭ꯔꯥ ꯍꯥꯢꯕꯗꯨ ꯇꯥꯛꯄꯤꯌꯨ꯫ ꯁꯃꯨꯗ꯭ꯔ ꯑꯁꯤ ꯌꯥꯝꯅꯥ ꯁꯥꯊꯤꯕꯥ ꯅꯣꯡꯂꯩ ꯅꯨꯡꯁꯤꯠ ꯑꯃꯥ ꯑꯣꯏꯔꯝꯃꯤ꯫ ꯋꯥꯍꯩ ꯑꯁꯤꯅꯥ ꯋꯥꯍꯩ ꯄꯔꯦꯡ ꯑꯃꯥ ꯌꯥꯎꯔꯤ꯫ ꯁꯃꯨꯗ꯭ꯔ ꯑꯁꯤ ꯌꯥꯝꯅꯥ ꯁꯥꯊꯤꯕꯥ ꯅꯣꯡꯂꯩ-ꯅꯨꯡꯁꯤꯠ ꯑꯃꯥ ꯑꯣꯏꯈꯤ ꯍꯥꯢꯕꯅꯥ ꯋꯥꯉꯥꯡꯂꯣꯏ ꯑꯗꯨꯅꯥ ꯁꯃꯨꯗ꯭ꯔ ꯑꯃꯁꯨꯡ ꯅꯣꯡꯂꯩ-ꯅꯨꯡꯁꯤꯠ ꯑꯃꯒꯥ ꯍꯛꯊꯦꯡꯅꯅꯥ ꯆꯥꯡꯗꯝꯅꯔꯤ ꯃꯁꯤꯅꯥ ꯁꯃꯨꯗ꯭ꯔ ꯑꯁꯤ ꯇꯪꯗꯨ ꯂꯩꯇꯥꯕꯥ ꯑꯃꯁꯨꯡ ꯑꯔꯥꯟꯕꯥ ꯑꯣꯏꯈꯤ ꯍꯥꯢꯕꯥ ꯇꯥꯛꯏ꯫ ꯄꯤꯔꯤꯕꯥ ꯏꯅꯐꯣꯔꯃꯦꯁꯟ ꯑꯗꯨ ꯎꯠꯂꯤꯕꯥ ꯋꯦꯕ ꯄꯦꯖ ꯑꯃꯥ ꯁꯦꯃꯃꯨ꯫ ꯄꯣꯠꯂꯝ: ꯖꯨꯇꯣ ꯃꯃꯜ ꯗꯣꯂꯔ ꯀꯨꯟꯊꯔ꯭ꯃꯊꯣꯢ ꯃꯁꯛ ꯈꯪꯗꯣꯛꯄꯥ: ꯖꯨꯇꯣꯁꯤꯡ ꯑꯁꯤ ꯇꯦꯛꯇ ꯀꯥꯌꯗꯕꯥ ꯇ꯭ꯔꯦꯛ ꯑꯃꯁꯨꯡ ꯁ꯭ꯕꯔ ꯍꯣꯟꯕꯥ ꯌꯥꯕꯥ ꯃꯆꯥꯛ ꯑꯃꯅꯥ ꯁꯦꯃꯕꯅꯤ꯫ꯖꯨꯇꯣꯒꯤ ꯑꯀꯨꯞꯄꯥ ꯃꯔꯣꯜꯁꯤꯡ ꯖꯨꯇꯣ ꯃꯁꯛ ꯈꯪꯗꯣꯛꯄꯥ: ꯈꯨꯠꯁꯤꯡ ꯑꯁꯤ ꯇꯦꯛꯇ ꯀꯥꯌꯗꯕꯥ ꯇ꯭ꯔꯦꯗ ꯑꯃꯁꯨꯡ ꯁ꯭ꯕꯔ ꯍꯣꯟꯕꯥ ꯌꯥꯕꯥ ꯃꯆꯥꯛ ꯑꯃꯅꯥ ꯁꯦꯝꯕꯅꯤ꯫ ꯑꯦꯛꯁꯄꯣꯟꯇꯦꯟꯁꯤꯑꯦꯜ ꯒ꯭ꯔꯣꯊꯀꯤ ꯋꯥꯈꯜꯂꯣꯟ ꯑꯗꯨ ꯎꯠꯂꯤꯕꯥ ꯑꯔꯤꯕꯥ ꯑꯦꯅꯥꯂꯣꯖꯤ ꯑꯍꯨꯝ ꯁꯦꯃꯒꯠꯄꯥ꯫ ꯑꯦꯛꯁꯄꯣꯟꯇꯦꯟꯁꯤꯑꯦꯜ ꯒ꯭ꯔꯣꯊ ꯑꯁꯤ ꯂꯃꯗꯝ ꯑꯃꯗꯥ ꯆꯦꯜꯂꯤꯕꯥ ꯅꯣꯡꯒꯤ ꯕꯣꯜ ꯑꯃꯒꯥ ꯆꯥꯡꯗꯝꯅꯕꯥ ꯌꯥꯏ꯫ ꯅꯣꯡꯖꯨ-ꯅꯨꯡꯁꯥꯒꯤ ꯈꯣꯡꯖꯦꯜ ꯌꯥꯡꯅꯥ ꯆꯦꯜꯂꯀꯄꯒꯥ ꯂꯣꯌꯅꯅꯥ ꯃꯁꯤꯅꯥ ꯅꯣꯡ ꯍꯦꯟꯅꯥ ꯂꯧꯊꯣꯀꯏ, ꯃꯗꯨ ꯊꯤꯡꯖꯤꯅꯕꯥ ꯉꯃꯗꯕꯥ ꯐꯣꯔꯁ ꯑꯃꯥ ꯑꯣꯏꯔꯀꯄꯐꯥꯎꯕꯥ ꯌꯥꯡꯅꯥ ꯆꯥꯎꯈꯠꯂꯀꯏ꯫ ꯃꯅꯨꯡꯗꯥ ꯕꯦꯛꯇꯦꯔꯤꯌꯥ ꯑꯃꯈꯛꯇꯃꯛ ꯂꯩꯕꯥ ꯏꯁꯤꯡꯒꯤ ꯀꯟꯇꯦꯅꯔ ꯑꯃꯥ ꯈꯟꯕꯤꯌꯨ꯫ ꯕꯦꯛꯇꯦꯔꯤꯌꯥ ꯑꯁꯤ ꯑꯅꯤꯗꯥ ꯈꯥꯢꯗꯣꯀꯏ, ꯑꯗꯨꯒꯥ ꯃꯗꯨꯒꯤ ꯃꯇꯨꯡꯗꯥ ꯑꯅꯤꯗꯨ ꯃꯔꯤꯗꯥ ꯈꯥꯢꯗꯣꯛꯏ, ꯃꯈꯥ ꯇꯥꯅꯥ꯫ ꯇꯉꯥꯏꯐꯗꯅꯥ ꯅꯨꯃꯤꯠ ꯈꯔꯅꯤꯒꯤ ꯃꯅꯨꯡꯗꯥ ꯀꯟꯇꯦꯅꯔ ꯑꯗꯨ ꯕꯦꯛꯇꯦꯔꯤꯌꯥ ꯕꯤꯂꯤꯌꯟ ꯀꯌꯥꯅꯥ ꯊꯜꯂꯕꯥ ꯌꯥꯏ꯫ ꯃꯁꯤ ꯑꯦꯛꯁꯄꯣꯟꯇꯦꯟꯁꯤꯑꯦꯜ ꯒ꯭ꯔꯣꯊꯀꯤ ꯃꯔꯨꯑꯣꯏꯕꯥ ꯑꯗꯨꯅꯤ꯫ ꯑꯀꯟꯕꯥ ꯎꯃꯪ ꯑꯃꯒꯤ ꯃꯅꯨꯡꯗꯥ ꯁꯟꯗꯣꯛꯄꯥ ꯎꯃꯪꯒꯤ ꯃꯩꯁꯥꯒꯨꯝꯅꯥ ꯑꯦꯛꯁꯄꯣꯟꯇꯦꯟꯁꯤꯑꯦꯜ ꯒ꯭ꯔꯣꯊꯀꯤ ꯃꯇꯥꯡꯗꯥ ꯈꯟꯕꯤꯌꯨ꯫ ꯑꯄꯤꯛꯄꯥ ꯕ꯭ꯔꯥꯁ ꯃꯩꯁꯥ ꯑꯃꯅꯥ ꯃꯔꯥꯜ ꯂꯩꯖꯗ꯭ꯔꯕꯥ ꯃꯑꯣꯡꯗꯥ ꯍꯧꯔꯛꯄꯥ ꯌꯥꯏ, ꯑꯗꯨꯕꯨ ꯑꯆꯨꯝꯕꯥ ꯐꯤꯚꯝꯁꯤꯡ ꯑꯗꯨ ꯄꯤꯔꯕꯗꯤ ꯃꯁꯤꯅꯥ ꯃꯁꯥꯒꯤ ꯂꯝꯕꯤꯗꯥ ꯂꯩꯕꯥ ꯎ ꯀꯌꯥ ꯃꯩ ꯊꯥꯕꯥ ꯉꯝꯃꯤ꯫ ꯎ ꯍꯦꯟꯅꯥ ꯃꯩ ꯆꯥꯛꯄꯒꯥ ꯂꯣꯢꯅꯅꯥ ꯃꯩꯁꯥꯅꯥ ꯍꯦꯟꯅꯥ ꯌꯥꯡꯅꯥ ꯑꯃꯁꯨꯡ ꯂꯥꯞꯅꯥ ꯁꯟꯗꯣꯛꯏ ꯃꯗꯨꯒꯤ ꯂꯝꯕꯤꯗꯥ ꯂꯩꯔꯤꯕꯥ ꯄꯣꯠ ꯈꯨꯗꯤꯡꯃꯛ ꯃꯩ ꯆꯥꯀꯄꯥ ꯏꯅꯐꯔꯅꯣ ꯑꯃꯥ ꯑꯣꯏꯔꯀꯄꯥ ꯐꯥꯎꯕꯥ ꯁꯤꯖꯤꯟꯅꯈꯤ꯫